ꯁꯣꯂꯤꯗ ꯁꯜꯐꯔ ꯑꯁꯤ ꯄꯣꯠꯇꯤꯟꯂꯣꯟꯒꯤ ꯃꯆꯪ ꯑꯃꯅꯤ꯫ ꯃꯁꯤꯗ ꯁꯤꯝꯕꯣꯜ ꯑꯃꯁꯨꯡ ꯑꯦꯇꯣꯃꯤꯛ ꯅꯝꯕꯔ ꯇꯔꯥ ꯇꯔꯨꯛ ꯂꯩ꯫ ꯃꯁꯤ ꯃꯜꯇꯤꯚꯦꯂꯦꯟꯇ ꯑꯃꯁꯨꯡ ꯅꯟ ꯃꯦꯇꯥꯂꯤꯛ ꯑꯣꯏ꯫ ꯏꯂꯤꯃꯦꯟꯇꯔꯤ ꯁꯜꯐꯔ ꯑꯁꯤ ꯔꯨꯝ ꯇꯦꯝꯄꯦꯔꯦꯆꯔꯗ ꯃꯌꯦꯛ ꯁꯦꯡꯕ ꯀ꯭ꯔꯤꯁꯇꯦꯂꯥꯏꯟ ꯁꯣꯂꯤꯗ ꯑꯃꯅꯤ꯫ ꯁꯜꯐꯔ ꯑꯁꯤ ꯌꯨꯅꯤꯚꯔꯁ ꯃꯁꯤꯗ ꯃꯥꯁꯥꯀꯤ ꯃꯇꯨꯡ ꯏꯟꯅ ꯈ꯭ꯋꯥꯏꯗꯒꯤ ꯌꯥꯝꯅ ꯌꯥꯎꯕ ꯃꯆꯥꯛ ꯇꯔꯥꯅꯤꯄꯥꯜꯅꯤ ꯑꯃꯁꯨꯡ ꯄ꯭ꯔꯤꯊꯤꯕꯤꯗ ꯈ꯭ꯋꯥꯏꯗꯒꯤ ꯌꯥꯝꯅ ꯌꯥꯎꯕ ꯃꯉꯥꯁꯨꯕ ꯃꯆꯥꯛꯅꯤ꯫ ꯀꯔꯤꯒꯨꯝꯕ ꯃꯇꯝꯗ ꯑꯁꯦꯡꯕ ꯃꯍꯧꯁꯥꯒꯤ ꯑꯣꯏꯕ ꯃꯑꯣꯡꯗꯥ ꯐꯪꯂꯕꯁꯨ ꯄ꯭ꯔꯤꯊꯤꯕꯤꯗ ꯂꯩꯕ ꯁꯜꯐꯔ ꯑꯁꯤ ꯃꯍꯧꯁꯥꯅ ꯁꯜꯐꯥꯏꯗ ꯑꯃꯁꯨꯡ ꯁꯜꯐꯦꯠ ꯃꯤꯅꯔꯦꯜ ꯑꯣꯏꯅ ꯊꯣꯛꯏ꯫ ꯅꯦꯇꯤꯕ ꯃꯑꯣꯡꯗ ꯌꯥꯝꯅ ꯂꯩꯕꯅ ꯁꯜꯐꯔ ꯑꯁꯤ ꯑꯔꯤꯕ ꯃꯇꯝꯗꯒꯤ ꯈꯪꯅꯔꯝꯃꯤ꯫ ꯑꯔꯤꯕ ꯚꯥꯔꯠ, ꯑꯔꯤꯕ ꯒ꯭ꯔꯤꯁ, ꯆꯥꯏꯅ ꯑꯃꯁꯨꯡ ꯑꯔꯤꯕ ꯏꯖꯤꯞꯇ ꯁꯤꯖꯤꯟꯅꯕꯒꯤ ꯃꯇꯥꯡꯗ ꯄꯟꯈꯤ꯫ ꯄꯨꯋꯥꯔꯤ ꯑꯃꯁꯨꯡ ꯁꯥꯍꯤꯇ꯭ꯌꯗ ꯁꯜꯐꯔ ꯑꯁꯤ ꯕ꯭ꯔꯤꯝꯁ꯭ꯇꯣꯟ ꯍꯥꯏꯅꯁꯨ ꯀꯧꯏ꯫ ꯃꯁꯤꯒꯤ ꯑꯔꯊꯗꯤ "ꯃꯩ ꯆꯥꯛꯄ ꯁꯤꯜ" ꯍꯥꯏꯕꯅꯤ꯫ ꯉꯁꯤꯗꯤ ꯆꯥꯎꯔꯥꯛꯅ ꯏꯂꯤꯃꯦꯟꯇꯔꯤ ꯁꯜꯐꯔ ꯄꯨꯝꯅꯃꯛ ꯑꯁꯤ ꯅꯦꯆꯔꯦꯜ ꯒ꯭ꯌꯥꯁ ꯑꯃꯁꯨꯡ ꯄꯦꯇ꯭ꯔꯣꯂꯤꯌꯝꯗꯒꯤ ꯁꯜꯐꯔ ꯌꯥꯎꯕ ꯄꯣꯠꯁꯛꯁꯤꯡ ꯂꯧꯊꯣꯛꯄꯒꯤ ꯕꯥꯏꯄ꯭ꯔꯗꯛꯠ ꯑꯃ ꯑꯣꯏꯅ ꯄꯨꯊꯣꯛꯏ꯫ ꯏꯂꯤꯃꯦꯟꯇ ꯑꯁꯤꯒꯤ ꯈ꯭ꯋꯥꯏꯗꯒꯤ ꯆꯥꯎꯕ ꯂꯂꯣꯟ ꯏꯇꯤꯛꯀꯤ ꯑꯣꯏꯅ ꯁꯤꯖꯤꯟꯅꯕ ꯑꯁꯤ ꯁꯜꯐꯦꯠ ꯑꯃꯁꯨꯡ ꯐꯣꯁꯐꯦꯠ ꯐꯔꯇꯤꯂꯥꯏꯖꯔꯁꯤꯡꯒꯤꯗꯃꯛꯇ ꯁꯜꯐ꯭ꯌꯨꯔꯤꯛ ꯑꯦꯁꯤꯗ ꯄꯨꯊꯣꯛꯄꯅꯤ ꯑꯃꯁꯨꯡ ꯑꯇꯣꯞꯄ ꯀꯦꯃꯤꯀꯦꯜ ꯄ꯭ꯔꯣꯁꯦꯁꯁꯤꯡꯅꯤ꯫ ꯁꯜꯐꯔ ꯑꯁꯤ ꯃꯦꯆ, ꯏꯟꯁꯦꯛꯇꯤꯁꯥꯏꯗ ꯑꯃꯁꯨꯡ ꯐꯪꯒꯦꯜ ꯁꯥꯏꯗꯁꯤꯡꯗ ꯁꯤꯖꯤꯟꯅꯩ꯫ ꯑꯡꯒꯨꯔ ꯑꯃꯁꯨꯡ ꯂꯐꯣꯏꯒꯤ ꯃꯍꯤꯛꯁꯤꯡ ꯑꯁꯤ ꯑꯣꯔꯒꯥꯅꯣꯁꯜꯐꯔ ꯀꯝꯄꯥꯎꯟꯗꯁꯤꯡꯅ ꯃꯔꯝ ꯑꯣꯏꯗꯨꯅ ꯑꯣꯏ꯫ ꯍꯥꯏꯗ꯭ꯔꯣꯖꯦꯟ ꯁꯜꯐꯥꯏꯗꯅ ꯃꯍꯤꯛ ꯆꯦꯜꯂꯕ ꯉꯥ ꯑꯃꯁꯨꯡ ꯑꯇꯩ ꯕꯥꯏꯑꯣꯂꯣꯖꯤꯀꯦꯜ ꯄ꯭ꯔꯣꯁꯦꯁꯁꯤꯡꯗ ꯃꯁꯛ ꯊꯣꯛꯄ ꯃꯍꯤꯛ ꯄꯤ꯫ ꯁꯜꯐꯔ ꯑꯁꯤ ꯃꯇꯝ ꯄꯨꯝꯅꯃꯛꯀꯤꯗꯃꯛꯇ ꯇꯉꯥꯏꯐꯗꯕ ꯃꯆꯥꯛ ꯑꯃꯅꯤ꯫ ꯃꯁꯤ ꯆꯥꯎꯔꯥꯛꯅ ꯃꯇꯝ ꯄꯨꯝꯅꯃꯛꯇ ꯑꯣꯔꯒꯥꯅꯣꯁꯜꯐꯔ ꯀꯝꯄꯥꯎꯟꯗ ꯅꯠꯇ꯭ꯔꯒ ꯃꯦꯇꯜ ꯁꯜꯐꯥꯏꯗꯀꯤ ꯃꯑꯣꯡꯗ ꯑꯣꯏ꯫ ꯑꯦꯃꯤꯅꯣ ꯑꯦꯁꯤꯗꯁꯤꯡ (ꯄ꯭ꯔꯣꯇꯤꯅꯣꯖꯦꯅꯤꯛ ꯑꯅꯤ: ꯁꯤꯁ꯭ꯇꯦꯟ ꯑꯃꯁꯨꯡ ꯃꯦꯊꯤꯑꯣꯅꯤꯟ, ꯑꯃꯁꯨꯡ ꯑꯇꯩ ꯅꯟ ꯀꯣꯗ ꯀꯌꯥ: ꯁꯤꯁ꯭ꯇꯤꯟ, ꯇꯧꯔꯤꯟ ꯑꯁꯤꯅꯆꯤꯡꯕ) ꯑꯃꯁꯨꯡ ꯚꯤꯇꯥꯃꯤꯟ ꯑꯅꯤ (ꯕꯥꯏꯑꯣꯇꯤꯟ ꯑꯃꯁꯨꯡ ꯊꯥꯏꯌꯥꯃꯤꯟ) ꯑꯁꯤ ꯄꯨꯟꯁꯤꯒꯤꯗꯃꯛꯇ ꯌꯥꯝꯅ ꯃꯔꯨꯑꯣꯏꯕ ꯑꯣꯔꯒꯥꯅꯣꯁꯜꯐꯔ ꯀꯝꯄꯥꯎꯟꯗꯁꯤꯡꯅꯤ꯫ ꯀꯣꯐꯦꯛꯇꯔ ꯀꯌꯥꯗ ꯒ꯭ꯂꯨꯇꯥꯊꯤꯑꯣꯟ ꯌꯥꯎꯅ ꯁꯜꯐꯔ ꯑꯃꯁꯨꯡ ꯑꯥꯏꯔꯟꯁꯜꯐꯔ ꯄ꯭ꯔꯣꯇꯤꯟꯁꯤꯡꯁꯨ ꯌꯥꯎꯏ꯫ ꯗꯤꯁꯜꯐꯥꯏꯗꯁꯤꯡ, ꯑꯦꯁꯑꯦꯁ ꯕꯣꯟꯗꯁꯤꯡ ꯑꯁꯤꯅ ꯃꯄꯥꯟꯒꯤ ꯈꯣꯡ, ꯈꯣꯡꯎꯞ ꯑꯃꯁꯨꯡ ꯐꯤꯗꯥ ꯌꯥꯎꯕ ꯄ꯭ꯔꯣꯇꯤꯟ ꯀꯦꯔꯥꯇꯤꯟꯒꯤ ꯃꯦꯀꯥꯅꯤꯀꯦꯜ ꯁꯇ꯭ꯔꯦꯡꯊ ꯑꯃꯁꯨꯡ ꯏꯟꯁꯣꯜꯌꯨꯕꯤꯂꯤꯇꯤ ꯄꯤ꯫ ꯁꯜꯐꯔ ꯑꯁꯤ ꯕꯥꯏꯑꯣꯀꯦꯃꯤꯀꯦꯜ ꯐꯪꯒꯁꯒꯤꯗꯃꯛꯇ ꯃꯊꯧ ꯇꯥꯕ ꯃꯔꯨꯑꯣꯏꯕ ꯀꯦꯃꯤꯀꯦꯜ ꯏꯂꯤꯃꯦꯟꯇꯁꯤꯡꯒꯤ ꯃꯅꯨꯡꯗ ꯑꯃꯅꯤ ꯑꯃꯁꯨꯡ ꯃꯁꯤ ꯍꯤꯡꯂꯤꯕ ꯖꯤꯕ ꯄꯨꯝꯅꯃꯛꯀꯤ ꯏꯂꯤꯃꯦꯟꯇꯔꯤ ꯃꯦꯛꯔꯣꯟꯌꯨꯠꯔꯤꯑꯦꯟꯇ ꯑꯃꯅꯤ꯫